ꯆꯦꯠꯕꯣꯠꯀꯤ ꯋꯥꯔꯤ ꯁꯥꯅꯕꯥ ꯑꯃꯥ ꯗꯤꯖꯥꯏꯟ ꯇꯧꯁꯤ꯫ ꯌꯨꯖꯔ: ꯑꯗꯣꯝꯅꯥ ꯀꯔꯤ ꯇꯧꯕꯥ ꯌꯥꯕꯒꯦ? ꯆꯦꯠꯕꯣꯠ: ꯅꯨꯡꯉꯥꯏꯕꯥ ꯐꯣꯡꯗꯣꯛꯆꯔꯤ, ꯑꯩꯍꯥꯛ ꯑꯔꯇꯤꯐꯤꯁꯦꯜ ꯏꯟꯇꯤꯂꯤꯖꯦꯟꯁꯒꯤ ꯆꯦꯠꯕꯣꯠ ꯑꯃꯅꯤ, ꯑꯩꯍꯥꯛ ꯃꯐꯝ ꯑꯁꯤꯗꯥ ꯑꯗꯣꯝꯗꯥ ꯃꯈꯜ ꯀꯌꯥꯒꯤ ꯊꯕꯛꯁꯤꯡꯗꯥ ꯃꯇꯦꯡ ꯄꯥꯡꯅꯕꯥ ꯂꯥꯛꯂꯤ꯫ ꯑꯩꯍꯥꯛ ꯅꯍꯥꯛꯀꯤ ꯋꯥꯍꯪꯁꯤꯡꯒꯤ ꯄꯥꯎꯈꯨꯝ ꯄꯤꯕꯥ, ꯅꯍꯥꯛꯄꯨ ꯏꯟꯐꯣꯔꯃꯦꯁꯟ ꯄꯤꯕꯥ, ꯅꯍꯥꯛꯄꯨ ꯔꯤꯃꯥꯏꯟꯗꯔꯁꯤꯡ ꯁꯦꯠ ꯇꯧꯕꯗꯥ ꯅꯠꯇ꯭ꯔꯒꯥ ꯑꯦꯄꯣꯏꯟꯇꯃꯦꯟꯇꯁꯤꯡ ꯁꯦꯗ꯭ꯌꯨꯜ ꯇꯧꯕꯗꯥ ꯃꯇꯦꯡ ꯄꯥꯡꯕꯥ ꯑꯃꯁꯨꯡ ꯑꯇꯩ ꯀꯌꯥꯒꯨꯝꯕꯥ ꯊꯕꯛ ꯀꯌꯥ ꯄꯥꯡꯊꯣꯛꯅꯕꯥ ꯁꯦꯝꯈꯤꯕꯅꯤ꯫ ꯑꯩꯍꯥꯛꯅꯥ ꯋꯥꯔꯤ ꯁꯥꯅꯕꯁꯨ ꯌꯥꯏ ꯑꯃꯁꯨꯡ ꯑꯩꯍꯥꯛꯀꯤ ꯇꯧꯕꯥ ꯉꯝꯕꯒꯤ ꯃꯅꯨꯡꯗꯥ ꯂꯩꯕꯥ ꯋꯥꯐꯝ ꯑꯃꯗꯥ ꯃꯇꯦꯡ ꯄꯥꯡꯅꯕꯥ ꯍꯣꯠꯅꯕꯥ ꯌꯥꯏ꯫ ꯑꯗꯣꯝꯅꯥ ꯃꯇꯦꯡ ꯃꯊꯧ ꯇꯥꯔꯤꯕꯥ ꯑꯗꯨ ꯈꯛꯇꯥ ꯍꯥꯏꯕꯤꯌꯨ ꯑꯃꯁꯨꯡ ꯑꯩꯍꯥꯛꯅꯥ ꯑꯗꯣꯝꯕꯨ ꯃꯇꯦꯡ ꯄꯥꯡꯅꯕꯥ ꯍꯣꯠꯅꯒꯅꯤ꯫ ꯃꯦꯖꯤꯛ ꯑꯃꯁꯨꯡ ꯋꯥꯔꯤ ꯍꯥꯏꯕꯥ ꯋꯥꯍꯩꯁꯤꯡ ꯁꯤꯖꯤꯟꯅꯗꯨꯅꯥ ꯋꯥꯔꯤ ꯑꯃꯥ ꯏꯕꯤꯌꯨ꯫ ꯃꯇꯝ ꯑꯃꯗꯥ ꯂꯨꯅꯥ ꯀꯧꯕꯥ ꯅꯍꯥ ꯑꯣꯏꯔꯤꯕꯥ ꯅꯨꯄꯤꯃꯆꯥ ꯑꯃꯅꯥ ꯃꯍꯥꯛꯀꯤ ꯃꯐꯝꯗꯥ ꯃꯦꯖꯤꯛꯀꯤ ꯁꯛꯇꯤ ꯂꯩ ꯍꯥꯏꯕꯥ ꯈꯪꯈꯤ꯫ ꯑꯍꯥꯟꯕꯗꯥ ꯃꯍꯥꯛ ꯊꯋꯥꯏ ꯌꯥꯎꯈꯤ ꯑꯃꯁꯨꯡ ꯃꯍꯥꯛꯅꯥ ꯐꯪꯈꯤꯕꯥ ꯇꯥꯟꯖꯥ ꯈꯨꯗꯤꯡꯗꯥ ꯀꯥꯁꯇꯤꯡ ꯁ꯭ꯄꯦꯜ ꯄ꯭ꯔꯦꯛꯇꯤꯁ ꯇꯧꯈꯤ꯫ ꯃꯍꯥꯛꯅꯥ ꯇꯔꯨ ꯇꯅꯥꯟꯕꯥ ꯅꯨꯡꯁꯤꯠꯇꯒꯤ ꯂꯩ ꯁꯦꯝꯒꯅꯤ, ꯄꯥꯝꯕꯤꯁꯤꯡꯕꯨ ꯎꯍꯩ ꯑꯣꯏꯅꯥ ꯑꯣꯟꯊꯣꯛꯂꯝꯃꯤ ꯑꯃꯁꯨꯡ ꯃꯍꯥꯛꯀꯤ ꯗꯣꯜꯁꯤꯡ ꯑꯗꯨ ꯃꯍꯥꯛꯀꯤ ꯊꯣꯡꯅꯥꯎꯗꯥ ꯂꯥꯟꯊꯣꯛꯂꯝꯃꯤ꯫ ꯑꯗꯨꯕꯨ ꯃꯍꯥꯛ ꯆꯍꯤ ꯌꯥꯝꯈꯠꯂꯛꯄꯒꯥ ꯂꯣꯏꯅꯅꯥ ꯂꯨꯅꯥ ꯃꯍꯥꯛꯀꯤ ꯁꯛꯇꯤꯁꯤꯡꯒꯤ ꯃꯔꯝꯗꯥ ꯋꯥꯈꯜ ꯂꯥꯛꯄꯥ ꯍꯧꯔꯛꯈꯤ꯫ ꯃꯍꯥꯛꯅꯥ ꯃꯈꯣꯏꯒꯤ ꯁꯛꯇꯤꯁꯤꯡ ꯑꯗꯨ ꯐꯠꯇꯕꯥ ꯊꯕꯛꯇꯥ ꯁꯤꯖꯤꯟꯅꯔꯝꯕꯥ ꯑꯇꯣꯞꯄꯥ ꯃꯦꯖꯤꯛ ꯖꯤꯕꯁꯤꯡꯒꯤ ꯋꯥꯔꯤ ꯇꯥꯈꯤ ꯑꯃꯁꯨꯡ ꯃꯍꯥꯛꯁꯨ ꯑꯗꯨꯃꯛ ꯇꯧꯔꯛꯄꯥ ꯌꯥꯏ ꯍꯥꯏꯅꯥ ꯂꯥꯡꯇꯛꯅꯈꯤ꯫ ꯃꯍꯥꯛ ꯃꯦꯖꯤꯛ ꯁꯤꯖꯤꯟꯅꯕꯗꯒꯤ ꯂꯥꯞꯊꯣꯛꯄꯥ ꯍꯧꯔꯛꯈꯤ ꯑꯃꯁꯨꯡ ꯀꯔꯤꯒꯨꯝꯕꯥ ꯃꯍꯥꯛꯅꯥ ꯀꯟꯇ꯭ꯔꯣꯜ ꯇꯧꯕꯥ ꯉꯝꯗ꯭ꯔꯕꯗꯤ ꯀꯔꯤ ꯑꯣꯏꯔꯛꯄꯥ ꯌꯥꯕꯒꯦ ꯍꯥꯏꯅꯥ ꯋꯥꯈꯜ ꯋꯥꯕꯥ ꯅꯨꯃꯤꯠꯁꯤꯡ ꯂꯦꯞꯂꯝꯃꯤ꯫ ꯆꯍꯤ ꯀꯌꯥ ꯂꯥꯛꯈꯤ ꯑꯃꯁꯨꯡ ꯂꯨꯅꯥ ꯃꯍꯥꯛꯀꯤ ꯃꯦꯖꯤꯛ ꯑꯗꯨ ꯃꯥꯂꯦꯝꯗꯒꯤ ꯂꯣꯠꯁꯤꯟꯗꯨꯅꯥ ꯊꯝꯈꯤ, ꯑꯄꯤꯛꯄꯥ ꯈꯨꯡꯒꯪ ꯑꯃꯗꯥ ꯏꯆꯝ ꯆꯝꯕꯥ ꯄꯨꯟꯁꯤ ꯑꯃꯥ ꯍꯤꯡꯈꯤ꯫ ꯑꯗꯨꯕꯨ ꯅꯨꯃꯤꯠ ꯑꯃꯗꯥ ꯑꯀꯤꯕꯥ ꯄꯣꯛꯍꯟꯕꯥ ꯅꯣꯡꯂꯩ-ꯅꯨꯡꯁꯤꯠ ꯑꯃꯅꯥ ꯂꯝ ꯑꯗꯨ ꯁꯣꯛꯍꯟꯗꯨꯅꯥ ꯌꯨꯝꯁꯤꯡ ꯃꯥꯡꯍꯟꯈꯤ ꯑꯃꯁꯨꯡ ꯏꯃꯨꯡ-ꯃꯅꯨꯡꯁꯤꯡ ꯁꯣꯛꯍꯟꯈꯤ꯫ ꯈꯨꯡꯒꯪꯒꯤ ꯃꯤꯁꯤꯡꯅꯥ ꯃꯇꯦꯡ ꯄꯥꯡꯕꯒꯤ ꯌꯥꯝꯅꯥ ꯃꯊꯧ ꯇꯥꯈꯤ ꯑꯃꯁꯨꯡ ꯂꯨꯅꯥ ꯃꯍꯥꯛꯀꯤ ꯁꯛꯇꯤꯁꯤꯡ ꯑꯗꯨ ꯂꯣꯠꯁꯤꯟꯗꯨꯅꯥ ꯊꯝꯕꯥ ꯉꯝꯗ꯭ꯔꯦ ꯍꯥꯏꯕꯥ ꯈꯪꯈꯤ꯫ ꯃꯍꯥꯛꯀꯤ ꯋꯥꯈꯜ ꯅꯨꯡꯉꯥꯏꯇꯕꯥ ꯂꯩꯔꯕꯁꯨ ꯂꯨꯅꯥ ꯃꯍꯥꯛꯀꯤ ꯃꯦꯖꯤꯛ ꯑꯗꯨ ꯀꯧꯈꯤ ꯑꯃꯁꯨꯡ ꯃꯗꯨ ꯁꯤꯖꯤꯟꯅꯗꯨꯅꯥ ꯅꯣꯡꯂꯩ ꯅꯨꯡꯁꯤꯠ ꯑꯗꯨ ꯊꯨꯒꯥꯏꯈꯤ ꯑꯃꯁꯨꯡ ꯃꯁꯤꯅꯥ ꯊꯣꯛꯍꯟꯈꯤꯕꯥ ꯑꯃꯥꯡ-ꯑꯇꯥꯁꯤꯡ ꯑꯗꯨ ꯁꯦꯝꯖꯤꯟꯈꯤ꯫ ꯈꯨꯡꯒꯪꯒꯤ ꯃꯤꯌꯥꯝꯅꯥ ꯉꯛꯈꯤ ꯑꯃꯁꯨꯡ ꯂꯨꯅꯥꯕꯨ ꯃꯍꯥꯛꯀꯤ ꯊꯧꯅꯥ ꯑꯃꯁꯨꯡ ꯃꯤꯅꯨꯡꯁꯤꯒꯤꯗꯃꯛ ꯊꯥꯒꯠꯈꯤ꯫ ꯂꯨꯅꯥꯅꯥ ꯃꯍꯥꯛꯀꯤ ꯁꯛꯇꯤꯁꯤꯡꯕꯨ ꯑꯀꯤꯕꯥ ꯄꯣꯛꯍꯟꯕꯥ ꯃꯊꯧ ꯇꯥꯗꯦ ꯍꯥꯏꯕꯥ ꯈꯪꯈꯤ, ꯃꯗꯨꯕꯨ ꯑꯐꯕꯥ ꯑꯣꯏꯅꯥ ꯁꯤꯖꯤꯟꯅꯔꯛꯄꯥ ꯃꯇꯝ ꯑꯗꯨꯗꯒꯤ ꯂꯨꯅꯥ ꯃꯍꯥꯛꯀꯤ ꯃꯦꯖꯤꯛ ꯑꯗꯨ ꯂꯧꯁꯤꯟꯈꯤ ꯑꯃꯁꯨꯡ ꯃꯗꯨꯕꯨ ꯑꯇꯣꯞꯄꯁꯤꯡꯕꯨ ꯃꯇꯦꯡ ꯄꯥꯡꯕꯗꯥ ꯁꯤꯖꯤꯟꯅꯈꯤ, ꯀꯩꯗꯧꯅꯨꯡꯗꯥ ꯋꯥꯈꯜ ꯋꯥꯕꯥ ꯑꯗꯨꯅꯥ ꯃꯍꯥꯛꯄꯨ ꯊꯤꯡꯖꯤꯟꯈꯤꯗꯦ꯫ ꯑꯃꯁꯨꯡ ꯈꯨꯡꯒꯪꯒꯤ ꯃꯤꯌꯥꯝꯅꯥ ꯃꯈꯣꯏꯒꯤ ꯃꯦꯖꯤꯛ ꯄ꯭ꯔꯣꯇꯦꯛꯇꯔꯅꯥ ꯃꯇꯝ ꯄꯨꯝꯅꯃꯛꯇꯥ ꯃꯈꯣꯏꯕꯨ ꯌꯦꯡꯁꯤꯜꯂꯤ ꯍꯥꯏꯕꯥ ꯈꯜꯂꯗꯨꯅꯥ ꯁꯥꯟꯇꯤ ꯑꯣꯏꯅꯥ ꯍꯤꯡꯈꯤ꯫